ꯁ꯭ꯇꯔꯦꯁ ꯍꯟꯊꯍꯟꯅꯕꯒꯤ ꯃꯑꯣꯡ ꯃꯉꯥ ꯕ꯭ꯔꯦꯟꯁ꯭ꯇꯣꯔꯝ ꯇꯧ꯫ ꯆꯥꯡ ꯅꯥꯏꯅ ꯁꯥꯖꯦꯜ ꯇꯧꯕꯥ: ꯐꯤꯖꯤꯀꯦꯜ ꯑꯦꯛꯇꯤꯚꯤꯇꯤꯅꯥ ꯑꯦꯟꯗꯣꯔꯐꯤꯟ ꯔꯤꯂꯤꯖ ꯇꯧꯕ ꯍꯦꯟꯒꯠꯍꯜꯂꯤ, ꯃꯁꯤꯅ ꯋꯥꯈꯜ ꯐꯒꯠꯍꯟꯕ ꯉꯝꯃꯤ ꯑꯃꯁꯨꯡ ꯋꯥꯈꯜ ꯅꯨꯡꯉꯥꯏꯇꯕ ꯑꯃꯁꯨꯡ ꯋꯥꯈꯜ ꯅꯨꯡꯉꯥꯏꯇꯕ ꯍꯟꯊꯍꯟꯕ ꯉꯝꯃꯤ ꯍꯥꯏꯕ ꯎꯠꯂꯦ꯫ ꯔꯤꯂꯦꯛꯁꯟ ꯇꯦꯛꯅꯤꯛꯁꯤꯡ ꯄ꯭ꯔꯦꯛꯇꯤꯁ ꯇꯧꯕꯥ: ꯁ꯭ꯋꯔ ꯍꯣꯟꯕ ꯋꯥꯕ, ꯃꯦꯗꯤꯇꯦꯁꯟ, ꯑꯃꯁꯨꯡ ꯚꯤꯖꯨꯑꯦꯂꯥꯏꯖꯦꯁꯟꯒꯨꯝꯕ ꯇꯦꯛꯅꯤꯛꯁꯤꯡꯅ ꯍꯛꯆꯥꯡꯒꯤ ꯔꯤꯂꯦꯛꯁꯟ ꯔꯦꯁ꯭ꯄꯣꯟꯁ ꯑꯗꯨ ꯑꯦꯛꯇꯤꯚ ꯑꯣꯏꯍꯟꯕꯗ ꯑꯃꯁꯨꯡ ꯁ꯭ꯇꯔꯦꯁꯀꯤ ꯐꯤꯚꯝ ꯍꯟꯊꯍꯟꯕꯗ ꯃꯇꯦꯡ ꯄꯥꯡꯏ꯫ ꯃꯇꯤꯛ ꯆꯥꯅ ꯇꯨꯝꯕꯥ: ꯇꯨꯝꯕ ꯌꯥꯗꯕꯅ ꯁ꯭ꯇꯔꯦꯁ ꯑꯃꯁꯨꯡ ꯋꯥꯈꯜ ꯅꯨꯡꯉꯥꯏꯇꯕ ꯍꯦꯟꯒꯠꯍꯟꯕ ꯌꯥꯏ꯫ ꯅꯨꯃꯤꯠ ꯈꯨꯗꯤꯡꯒꯤ ꯌꯥꯝꯗ꯭ꯔꯕꯗ ꯄꯨꯡ ꯇꯔ‌ꯦꯠꯇꯒꯤ ꯅꯤꯄꯥꯟ ꯐꯥꯎꯕ ꯃꯒꯨꯟ ꯂꯩꯕ ꯇꯨꯝꯕ ꯉꯝꯅꯕ ꯄꯥꯟꯗꯝ ꯊꯝꯃꯨ꯫ ꯃꯇꯝ ꯑꯁꯤ ꯏꯐꯦꯛꯇꯤꯕ ꯑꯣꯏꯅ ꯃꯦꯅꯦꯖ ꯇꯧꯕꯥ: ꯊꯕꯛ ꯑꯃꯁꯨꯡ ꯊꯧꯗꯥꯡ ꯀꯌꯥ ꯌꯥꯝꯅ ꯋꯥꯅ ꯊꯣꯛꯍꯟꯕꯅ ꯋꯥꯈꯜ ꯋꯥꯕ ꯊꯣꯛꯍꯜꯂꯛꯄꯥ ꯌꯥꯏ꯫ ꯅꯍꯥꯛꯀꯤ ꯊꯕꯛꯁꯤꯡꯗ ꯃꯔꯨ ꯑꯣꯏꯕ ꯄꯤꯌꯨ, ꯐꯪꯒꯗꯕ ꯄꯥꯟꯗꯝꯁꯤꯡ ꯊꯝꯃꯨ ꯑꯃꯁꯨꯡ ꯅꯍꯥꯛꯀꯤ ꯃꯇꯝ ꯑꯗꯨ ꯍꯦꯟꯅ ꯏꯐꯦꯛꯇꯤꯕ ꯑꯣꯏꯅ ꯃꯦꯅꯦꯖ ꯇꯧꯕꯗ ꯃꯇꯦꯡ ꯄꯥꯡꯅꯕ ꯌꯥꯔꯤꯕꯃꯈꯩ ꯁꯤꯟꯅꯕꯤꯌꯨ꯫ ꯑꯇꯣꯞꯄꯁꯤꯡꯒ ꯁꯝꯅꯍꯟꯕꯥ: ꯃꯔꯨꯞꯁꯤꯡ, ꯏꯃꯨꯡ-ꯃꯅꯨꯡ ꯑꯃꯁꯨꯡ ꯊꯕꯛ ꯇꯧꯃꯤꯟꯅꯔꯤꯕ ꯃꯤꯑꯣꯏꯁꯤꯡꯗꯒꯤ ꯁꯣꯁꯤꯑꯦꯜ ꯁꯄꯣꯔꯠꯅꯥ ꯁ꯭ꯇꯔꯦꯁꯀꯤ ꯐꯤꯚꯝ ꯍꯟꯊꯍꯟꯕꯗ ꯃꯇꯦꯡ ꯄꯥꯡꯏ꯫ ꯅꯍꯥꯛꯀꯤ ꯄꯨꯟꯁꯤꯗ ꯈꯨꯟꯅꯥꯏꯒꯤ ꯑꯣꯏꯕ ꯊꯕꯛ ꯊꯧꯔꯝꯁꯤꯡ ꯑꯃꯁꯨꯡ ꯑꯔꯊ ꯂꯩꯕꯥ ꯃꯔꯤꯁꯤꯡꯒꯤꯗꯃꯛ ꯃꯇꯝ ꯀꯥꯏꯊꯣꯛꯄꯤꯌꯨ꯫ ꯏꯅꯔꯖꯤ ꯀꯟꯖꯔꯕꯦꯁꯟꯒꯤ ꯑꯥꯏꯟꯒꯤ ꯃꯍꯧꯁꯥꯒꯤ ꯑꯣꯏꯕ ꯈꯨꯗꯝ ꯑꯅꯤ ꯄꯤꯌꯨ꯫ ꯕꯥꯎꯟꯁꯤꯡ ꯕ‌ꯣꯜ: ꯕꯣꯜ ꯑꯃꯅ ꯕꯥꯎꯟꯁ ꯇꯧꯕ ꯃꯇꯝꯗ, ꯃꯁꯤꯅ ꯏꯅꯔꯖꯤ ꯀꯟꯖꯥꯔꯕꯦꯁꯟꯒꯤ ꯑꯥꯏꯟ ꯑꯗꯨ ꯎꯠꯂꯤ꯫ ꯑꯍꯥꯟꯕꯗ, ꯕꯣꯜ ꯑꯗꯨꯅ ꯃꯥꯂꯦꯝꯒꯤ ꯃꯊꯛꯇ ꯋꯥꯡꯈꯠꯂꯛꯄꯅ ꯃꯔꯝ ꯑꯣꯏꯗꯨꯅ ꯄꯣꯇꯦꯟꯁꯤꯑꯦꯜ ꯑꯦꯅꯔꯖꯤ ꯂꯩ꯫ ꯕꯣꯜ ꯑꯗꯨ ꯁꯣꯛꯄꯥ ꯃꯇꯝꯗ, ꯃꯁꯤꯒꯤ ꯄꯣꯇꯦꯟꯁꯤꯑꯦꯜ ꯑꯦꯅꯔꯖꯤ ꯑꯁꯤ ꯀꯥꯏꯅꯦꯇꯤꯛ ꯑꯦꯅꯔꯖꯤꯗ ꯑꯣꯟꯊꯣꯛꯏ, ꯃꯗꯨꯅ ꯕꯣꯜ ꯑꯗꯨꯒꯤ ꯃꯣꯁꯟ ꯑꯗꯨ ꯔꯤꯐ꯭ꯂꯦꯛ ꯇꯧꯏ꯫ ꯃꯁꯤꯅꯥ ꯃꯥꯂꯦꯝꯗ ꯊꯦꯡꯅꯔꯛꯄ ꯃꯇꯝꯗꯥ, ꯕꯣꯜ ꯑꯗꯨ ꯃꯇꯝ ꯈꯔꯒꯤ ꯑꯣꯏꯅꯥ ꯊꯤꯡꯖꯤꯜꯂꯤ, ꯑꯃꯁꯨꯡ ꯀꯥꯏꯅꯦꯇꯤꯛ ꯑꯦꯅꯔꯖꯤ ꯄꯨꯝꯅꯃꯛ ꯏꯂꯥꯁ꯭ꯇꯤꯛ ꯄꯣꯇꯦꯟꯁꯤꯑꯦꯜ ꯑꯦꯅꯔꯖꯤꯗ ꯇ꯭ꯔꯥꯟꯁꯐꯔ ꯇꯧꯏ꯫ ꯃꯗꯨꯒꯤ ꯃꯇꯨꯡꯗꯥ, ꯕꯣꯜ ꯑꯗꯨꯅ ꯔꯤꯕꯣꯟꯗ ꯇꯧꯕ ꯃꯇꯝꯗ, ꯏꯂꯥꯁ꯭ꯇꯤꯛ ꯄꯣꯇꯦꯟꯁꯤꯑꯦꯜ ꯑꯦꯅꯔꯖꯤ ꯑꯗꯨ ꯑꯃꯨꯛ ꯍꯟꯅ ꯀꯥꯏꯅꯦꯇꯤꯛ ꯑꯦꯅꯔꯖꯤꯗ ꯑꯣꯟꯊꯣꯛꯏ, ꯑꯃꯁꯨꯡ ꯕꯣꯜ ꯑꯗꯨꯅ ꯃꯗꯨꯒꯤ ꯃꯥꯡꯈꯤꯕ ꯑꯋꯥꯡꯕ ꯈꯔꯗꯤ ꯑꯃꯨꯛ ꯍꯟꯅꯥ ꯐꯪꯏ꯫ ꯊꯧꯑꯣꯡ ꯄꯨꯝꯅꯃꯛ ꯑꯁꯤꯒꯤ ꯃꯅꯨꯡꯗꯥ, ꯕꯣꯜ ꯑꯗꯨꯒꯤ ꯑꯄꯨꯟꯕ ꯑꯦꯅꯔꯖꯤ ꯑꯗꯨ ꯀꯟꯖꯔꯕꯦꯁꯟ ꯇꯧꯏ, ꯑꯗꯨꯕꯨ ꯃꯁꯤꯅ ꯃꯑꯣꯡ ꯑꯃꯗꯒꯤ ꯃꯑꯣꯡ ꯑꯃꯗ ꯇ꯭ꯔꯥꯟꯁꯐꯣꯔꯝ ꯇꯧꯏ꯫ ꯁꯨꯋꯤꯡ ꯄꯦꯟꯗꯦꯂꯝ: ꯁꯨꯋꯤꯡ ꯄꯦꯟꯗ‌ꯦꯂꯝ ꯑꯃꯒꯤ ꯃꯣꯁꯟ ꯑꯁꯤꯅ ꯏꯅꯔꯖꯤ ꯀꯟꯖꯔꯕꯦꯁꯟꯒꯤ ꯅꯤꯌꯝꯁꯨ ꯎꯠꯂꯤ꯫ ꯃꯁꯤꯒꯤ ꯁꯨꯋꯤꯡꯒꯤ ꯈ꯭ꯋꯥꯏꯗꯒꯤ ꯋꯥꯡꯕ ꯃꯐꯝꯗ, ꯄꯦꯟꯗꯦꯜ ꯑꯁꯤꯅ ꯃꯦꯛꯁꯤꯃꯝ ꯒ꯭ꯔꯦꯚꯤꯇꯦꯁꯅꯦꯜ ꯄꯣꯇꯦꯟꯁꯤꯑꯦꯜ ꯑꯦꯅꯔꯖꯤ ꯂꯩ, ꯑꯗꯨꯕꯨ ꯃꯇꯝ ꯈꯔꯒꯤ ꯑꯣꯏꯅ ꯆꯠꯄ ꯉꯝꯗꯕꯥ ꯃꯔꯝꯅ ꯃꯁꯤꯅꯥ ꯖꯤꯔꯣ ꯀꯥꯏꯅꯦꯇꯤꯛ ꯑꯦꯅꯔꯖꯤ ꯂꯩ꯫ ꯄꯦꯟꯗꯦꯂꯝ ꯑꯗꯨꯅ ꯃꯈꯥ ꯇꯥꯅ ꯁꯣꯛꯄꯥ ꯃꯇꯝꯗ ꯃꯁꯤꯅ ꯑꯋꯥꯡꯕ ꯍꯟꯊꯔꯛꯏ ꯑꯃꯁꯨꯡ ꯃꯔꯝ ꯑꯁꯤꯅ ꯄꯣꯇꯦꯟꯁꯤꯑꯦꯜ ꯑꯦꯅꯔꯖꯤ ꯃꯥꯡꯍꯜꯂꯤ꯫ ꯃꯁꯤꯅꯥ ꯀꯥꯏꯅꯦꯇꯤꯛ ꯑꯦꯅꯔꯖꯤꯗꯥ ꯑꯣꯟꯊꯣꯛꯏ, ꯃꯗꯨꯅ ꯄꯦꯟꯗꯦꯂꯝ ꯑꯁꯤ ꯌꯥꯝꯅ ꯊꯨꯅꯥ ꯆꯪꯁꯤꯜꯂꯤ꯫ ꯁꯨꯋꯤꯡꯒꯤ ꯃꯈꯥꯗ, ꯄꯦꯟꯗꯨꯂꯝ ꯑꯁꯤꯅ ꯃꯦꯛꯁꯤꯃꯝ ꯀꯥꯏꯅꯦꯇꯤꯛ ꯑꯦꯅꯔꯖꯤ ꯑꯃꯁꯨꯡ ꯃꯤꯅꯤꯃꯝ ꯑꯣꯏꯕ ꯄꯣꯇꯦꯟꯁꯤꯑꯦꯜ ꯑꯦꯅꯔꯖꯤ ꯂꯩ꯫ ꯃꯁꯤꯅ ꯃꯊꯛꯇꯥ ꯍꯟꯖꯤꯟ ꯍꯟꯖꯤꯟ ꯂꯥꯛꯄꯥ ꯃꯇꯝꯗꯥ, ꯄꯦꯟꯗꯨꯂꯝ ꯑꯗꯨ ꯂꯦꯡꯗꯅꯥ ꯂꯩꯔꯛꯏ, ꯑꯃꯁꯨꯡ ꯀꯥꯏꯅꯦꯇꯤꯛ ꯑꯦꯅꯔꯖꯤ ꯑꯗꯨ ꯑꯃꯨꯛ ꯍꯟꯅꯥ ꯄꯣꯇꯦꯟꯁꯤꯑꯦꯜ ꯑꯦꯅꯔꯖꯤꯗꯥ ꯑꯣꯟꯊꯣꯛꯏ꯫ ꯃꯁꯤꯒꯤ ꯊꯧꯑꯣꯡ ꯑꯁꯤ ꯃꯃꯥꯡꯂꯣꯝꯗꯥ ꯍꯟꯖꯤꯟ ꯍꯟꯖꯤꯟ ꯊꯣꯛꯏ, ꯄꯦꯟꯗꯦꯂꯝꯒꯤ ꯑꯄꯨꯟꯕꯥ ꯑꯦꯅꯔꯖꯤ ꯑꯁꯤ ꯁꯨꯋꯤꯡ ꯄꯨꯝꯅꯃꯛꯇ ꯂꯦꯡꯗꯅ ꯂꯩ꯫